ꯄ꯭ꯔꯣꯖꯦꯛ ꯑꯁꯤ ꯃꯥꯏꯄꯥꯛꯅ ꯄꯥꯡꯊꯣꯛꯅꯕ ꯈꯣꯡꯊꯥꯡ ꯃꯉꯥꯒꯤ ꯂꯤꯁꯠ ꯑꯃ ꯁꯦꯝꯕ꯫ ꯃꯌꯦꯛ ꯁꯦꯡꯕ ꯄꯥꯟꯗꯝ ꯑꯃ ꯊꯝꯕ ꯑꯃꯁꯨꯡ ꯑꯀꯛꯅꯕ ꯄꯥꯟꯗꯝꯁꯤꯡ ꯊꯝꯕ: ꯄ꯭ꯔꯣꯖꯦꯛ ꯑꯁꯤꯒꯤ ꯁ꯭ꯀꯣꯞ ꯑꯃꯁꯨꯡ ꯃꯊꯧ ꯇꯥꯕꯁꯤꯡ ꯂꯦꯞꯊꯣꯛꯄ ꯑꯃꯁꯨꯡ ꯁ꯭ꯇꯦꯛꯍꯣꯜꯗꯔ ꯄꯨꯝꯅꯃꯛꯅ ꯆꯞ ꯃꯥꯟꯅꯕ ꯋꯥꯈꯜꯂꯣꯟ ꯑꯗꯨ ꯁꯣꯏꯗꯅ ꯂꯩꯍꯟꯕ꯫ ꯊꯕꯛꯁꯤꯡ ꯊꯧꯔꯥꯡ ꯇꯧꯕ ꯑꯃꯁꯨꯡ ꯁꯦꯗ꯭ꯌꯨꯜ ꯇꯧꯕ: ꯄ꯭ꯔꯣꯖꯦꯛ ꯑꯁꯤ ꯍꯧꯔꯛꯄꯗꯒꯤ ꯂꯣꯏꯔꯛꯄꯐꯥꯎꯕ ꯂꯝꯖꯤꯡꯅꯕ ꯊꯕꯛꯁꯤꯡ, ꯃꯇꯝ ꯂꯦꯞꯄ, ꯔꯤꯁꯣꯔꯁꯁꯤꯡ ꯑꯃꯁꯨꯡ ꯃꯥꯏꯜꯁ꯭ꯇꯣꯟꯁꯤꯡꯒꯤ ꯃꯇꯥꯡꯗ ꯔꯣꯗꯃꯦꯞ ꯑꯃ ꯁꯦꯝꯕ꯫ ꯊꯧꯗꯥꯡꯁꯤꯡ ꯁꯤꯟꯅꯅꯕ: ꯃꯊꯧ ꯇꯥꯕꯥ ꯁ꯭ꯀꯤꯜꯁꯤꯡ ꯈꯪꯗꯣꯛꯄ ꯑꯃꯁꯨꯡ ꯇꯤꯝ ꯃꯦꯝꯕꯔꯁꯤꯡꯒꯤ ꯃꯇꯨꯡ ꯏꯟꯅ ꯊꯕꯛꯁꯤꯡ ꯌꯦꯟꯊꯣꯛꯄ꯫ ꯃꯤꯄꯨꯝ ꯈꯨꯗꯤꯡꯃꯛꯅ ꯃꯈꯣꯏꯒꯤ ꯊꯧꯗꯥꯡꯁꯤꯡ ꯑꯗꯨ ꯁꯣꯏꯗꯅ ꯈꯪꯍꯟꯕ꯫ ꯄ꯭ꯔꯣꯒ꯭ꯔꯦꯁ ꯌꯦꯡꯁꯤꯟꯕ ꯑꯃꯁꯨꯡ ꯄ꯭ꯂꯥꯟ ꯑꯗꯨ ꯑꯦꯗꯖꯁ꯭ꯠ ꯇꯧꯕ: ꯄ꯭ꯔꯣꯖꯦꯛꯀꯤ ꯄ꯭ꯔꯣꯒ꯭ꯔꯦꯁ ꯑꯗꯨ ꯌꯦꯡꯁꯤꯟꯕ, ꯊꯣꯛꯄ ꯌꯥꯕ ꯏꯁꯨꯁꯤꯡ ꯅꯠꯇ꯭ꯔꯒ ꯊꯦꯡꯊꯕ ꯌꯥꯕ ꯋꯥꯐꯝꯁꯤꯡ ꯈꯪꯗꯣꯛꯄ, ꯑꯃꯁꯨꯡ ꯂꯝꯕꯤꯗ ꯂꯩꯅꯕ ꯃꯊꯧ ꯇꯥꯕꯒꯤ ꯃꯇꯨꯡ ꯏꯟꯅ ꯄ꯭ꯂꯥꯟ ꯑꯗꯨ ꯑꯦꯗꯖꯁ꯭ꯠ ꯇꯧꯕ꯫ ꯄꯥꯎ ꯐꯥꯑꯣꯅꯕ: ꯁ꯭ꯇꯦꯛꯍꯣꯜꯗꯔ ꯄꯨꯝꯅꯃꯛꯀ ꯂꯣꯏꯅꯅ ꯑꯃꯨꯛꯇꯪ, ꯄ꯭ꯔꯣꯑꯦꯛꯇꯤꯕ ꯑꯃꯁꯨꯡ ꯄꯨꯛꯆꯦꯜ ꯁꯦꯡꯕ ꯄꯥꯎ ꯐꯥꯎꯅꯕꯒꯤ ꯂꯥꯏꯅꯁꯤꯡ ꯊꯝꯕ꯫ ꯃꯤꯄꯨꯝ ꯈꯨꯗꯤꯡꯃꯛꯄꯨ ꯆꯞ ꯃꯥꯟꯅꯕ ꯄꯦꯖꯗ ꯊꯝꯅꯕ ꯄ꯭ꯔꯣꯒ꯭ꯔꯦꯁ, ꯑꯦꯛꯁꯄꯦꯛꯇꯦꯁꯟ ꯑꯃꯁꯨꯡ ꯑꯍꯣꯡꯕꯁꯤꯡꯒꯤ ꯃꯇꯥꯡꯗ ꯈꯟꯅꯕꯤꯌꯨ꯫ ꯋꯥꯈꯜꯂꯣꯟ ꯁꯤ ꯀꯔꯤꯒꯤꯗꯃꯛꯇ ꯃꯔꯨꯑꯣꯏꯕꯅꯣ ꯍꯥꯏꯕꯗꯨ ꯁꯟꯗꯣꯛꯅ ꯇꯥꯛꯄ ꯑꯥꯔꯒꯨꯃꯦꯟꯠ ꯑꯃ ꯁꯦꯝꯃꯨ꯫ ꯑꯀꯣꯏꯕꯒꯤ ꯐꯤꯕꯝꯒꯤ ꯁꯁ꯭ꯇꯦꯅꯦꯕꯤꯂꯤꯇꯤ꯫ ꯑꯦꯟꯚꯥꯏꯔꯟꯃꯦꯟꯇ ꯁꯁ꯭ꯇꯦꯅꯦꯕꯤꯂꯤꯇꯤ ꯍꯥꯏꯕꯁꯤ ꯄ꯭ꯂꯥꯅꯦꯠ ꯑꯁꯤꯒꯤ ꯍꯛꯁꯦꯜꯒ ꯃꯤꯑꯣꯏꯕꯒꯤ ꯗꯔꯀꯥꯔ ꯑꯣꯏꯕꯁꯤꯡ ꯑꯗꯨ ꯕꯦꯂꯦꯟꯁ ꯇꯧꯗꯨꯅ ꯇꯨꯡꯒꯤ ꯃꯤꯔꯣꯜꯁꯤꯡꯒꯤꯗꯃꯛ ꯃꯍꯧꯁꯒꯤ ꯂꯟꯁꯤꯡ ꯑꯃꯁꯨꯡ ꯏꯀꯣꯁꯤꯁ꯭ꯇꯦꯝꯁꯤꯡ ꯉꯥꯛꯇꯨꯅ ꯊꯝꯕꯒꯤ ꯋꯥꯈꯜꯂꯣꯟ ꯑꯗꯨꯅꯤ꯫ ꯃꯁꯤꯒꯤ ꯋꯥꯈꯜꯂꯣꯟ ꯑꯁꯤ ꯃꯔꯝ ꯀꯌꯥꯒꯤ ꯃꯔꯝꯗꯒꯤ ꯃꯔꯨꯑꯣꯏ꯫ ꯑꯍꯥꯟꯕꯗ, ꯑꯦꯟꯚꯥꯏꯔꯟꯃꯦꯟꯠ ꯁꯁ꯭ꯇꯦꯅꯦꯕꯤꯂꯤꯇꯤꯅ ꯑꯩꯈꯣꯏꯒꯤ ꯒ꯭ꯔꯍ ꯑꯁꯤ ꯇꯨꯡꯒꯤ ꯃꯤꯔꯣꯜꯁꯤꯡꯒꯤꯗꯃꯛ ꯍꯤꯡꯅꯕꯒꯤ ꯂꯝꯕꯤꯗ ꯂꯩꯕ ꯉꯝꯍꯜꯂꯤ꯫ ꯏꯁꯤꯡ, ꯅꯨꯡꯁꯤꯠ, ꯑꯃꯁꯨꯡ ꯂꯩꯃꯥꯏꯒꯨꯝꯕ ꯔꯤꯁꯣꯔꯁꯁꯤꯡ ꯀꯟꯖꯔꯕꯦꯁꯟ ꯇꯧꯗꯨꯅ, ꯑꯃꯁꯨꯡ ꯏꯀꯣꯁꯤꯁ꯭ꯇꯦꯝꯁꯤꯡ ꯉꯥꯛ-ꯁꯦꯟꯗꯨꯅ ꯑꯩꯈꯣꯏꯅ ꯑꯀꯣꯏꯕꯒꯤ ꯐꯤꯕꯝ ꯑꯁꯤ ꯕꯦꯂꯦꯟꯁ ꯊꯝꯂꯤ, ꯅꯣꯡꯖꯨ-ꯅꯨꯡꯁꯥ, ꯂꯝꯍꯥꯡꯗ ꯈꯣꯡꯍꯥꯝꯗꯕ, ꯑꯃꯁꯨꯡ ꯕꯥꯏꯑꯣꯗꯥꯏꯕꯔꯁꯤꯇꯤ ꯃꯥꯡꯈꯤꯕ ꯑꯁꯤꯒꯨꯝꯕ ꯈꯨꯗꯣꯡꯊꯤꯕꯁꯤꯡ ꯊꯤꯡꯏ꯫ ꯃꯁꯤꯅ ꯑꯩꯈꯣꯏꯒꯤ ꯒ꯭ꯔꯍ ꯑꯁꯤꯒꯤ ꯃꯤꯑꯣꯏ ꯈꯨꯗꯤꯡꯃꯛꯀꯤꯗꯃꯛ ꯇꯨꯡꯒꯤ ꯐꯤꯕꯝ ꯁꯣꯏꯗꯅ ꯐꯪꯍꯟꯕꯗ ꯃꯇꯦꯡ ꯄꯥꯡꯕ ꯉꯝꯒꯅꯤ꯫ ꯑꯅꯤꯁꯨꯕꯗ, ꯁꯦꯟ-ꯊꯨꯝꯒꯤ ꯆꯥꯎꯈꯠ-ꯊꯧꯔꯥꯡꯒꯤꯗꯃꯛ ꯑꯀꯣꯏꯕꯒꯤ ꯐꯤꯕꯝ ꯉꯥꯛ-ꯁꯦꯟꯕ ꯑꯁꯤ ꯌꯥꯝꯅ ꯃꯔꯨꯑꯣꯏ꯫ ꯃꯍꯧꯁꯥꯒꯤ ꯂꯟꯁꯤꯡ ꯑꯁꯤ ꯑꯩꯈꯣꯏꯒꯤ ꯁꯦꯟꯃꯤꯠꯂꯣꯟꯒꯤ ꯌꯨꯝꯐꯝꯅꯤ, ꯃꯁꯤꯅ ꯔꯣ ꯃꯦꯇꯔꯤꯌꯦꯜꯁꯤꯡ, ꯏꯅꯔꯖꯤ, ꯑꯃꯁꯨꯡ ꯆꯤꯟꯖꯥꯛ ꯐꯪꯍꯜꯂꯤ꯫ ꯀꯔꯤꯒꯨꯝꯕ ꯑꯩꯈꯣꯏꯅ ꯔꯤꯁꯣꯔꯁꯁꯤꯡ ꯑꯁꯤ ꯂꯣꯏꯁꯤꯜꯂꯕꯗꯤ ꯑꯩꯈꯣꯏꯅ ꯁꯦꯟ-ꯊꯨꯝꯒꯤ ꯐꯤꯕꯝ ꯐꯠꯇꯕꯒꯤ ꯈꯨꯗꯣꯡꯊꯤꯕ ꯊꯣꯛꯏ꯫ ꯁꯁ꯭ꯇꯦꯅꯦꯕꯜ ꯗꯤꯕꯦꯂꯞꯃꯦꯟꯠꯀꯤ ꯄ꯭ꯔꯦꯛꯇꯤꯁ ꯇꯧꯗꯨꯅ ꯑꯩꯈꯣꯏꯅ ꯑꯩꯈꯣꯏꯒꯤ ꯒ꯭ꯔꯍ ꯑꯁꯤꯒꯤ ꯍꯛꯁꯦꯜꯗ ꯑꯀꯥꯏꯕ ꯄꯤꯗꯅ ꯏꯀꯣꯅꯣꯃꯤꯛ ꯒ꯭ꯔꯣꯊ ꯉꯥꯛꯇꯨꯅ ꯊꯝꯕ ꯉꯝꯒꯅꯤ꯫ ꯑꯍꯨꯝꯁꯨꯕ, ꯑꯦꯟꯚꯥꯏꯔꯟꯃꯦꯟꯠ ꯁꯁ꯭ꯇꯦꯅꯦꯕꯤꯂꯤꯇꯤ ꯑꯁꯤ ꯁꯣꯁꯤꯑꯦꯜ ꯖꯁ꯭ꯇꯤꯁꯀ ꯃꯔꯤ ꯂꯩꯅꯩ꯫ ꯔꯤꯁꯣꯔꯁꯁꯤꯡ ꯋꯥꯠꯄ ꯃꯇꯝꯗ, ꯑꯌꯥꯝꯕ ꯃꯇꯝꯗ ꯈ꯭ꯋꯥꯏꯗꯒꯤ ꯈꯨꯗꯣꯡꯊꯤꯅꯤꯉꯥꯏ ꯑꯣꯏꯕ ꯃꯤꯁꯤꯡ ꯑꯁꯤꯅ ꯑꯋꯥꯕ ꯅꯪꯏ꯫ ꯑꯀꯣꯏꯕꯒꯤ ꯐꯤꯕꯝ ꯉꯥꯛ-ꯁꯦꯟꯕꯅ ꯃꯤꯄꯨꯝ ꯈꯨꯗꯤꯡꯃꯛꯅ ꯍꯛꯆꯥꯡ ꯐꯕ, ꯄꯣꯠꯊꯣꯛ ꯂꯩꯕ ꯄꯨꯟꯁꯤ ꯑꯃ ꯍꯤꯡꯅꯕꯒꯤꯗꯃꯛ ꯃꯊꯧ ꯇꯥꯕꯥ ꯔꯤꯁꯣꯔꯁꯁꯤꯡ ꯐꯪꯍꯟꯕꯗ ꯃꯇꯦꯡ ꯄꯥꯡꯏ꯫ ꯂꯣꯏꯁꯤꯜꯂꯛꯄꯗ, ꯑꯦꯟꯚꯥꯏꯔꯟꯃꯦꯟꯠ ꯁꯁ꯭ꯇꯦꯅꯦꯕꯤꯂꯤꯇꯤ ꯑꯁꯤ ꯃꯔꯨ ꯑꯣꯏꯕ ꯋꯥꯈꯜꯂꯣꯟ ꯑꯃꯅꯤ, ꯀꯔꯤꯒꯨꯝꯕꯥ ꯑꯩꯈꯣꯏꯅ ꯑꯩꯈꯣꯏꯒꯤ ꯄ꯭ꯂꯥꯅꯦꯠ ꯑꯃꯁꯨꯡ ꯃꯁꯤꯗ ꯂꯩꯔꯤꯕ ꯃꯤꯑꯣꯏꯁꯤꯡꯒꯤ ꯇꯨꯡꯒꯤ ꯐꯤꯕꯝ ꯁꯣꯏꯗꯅ ꯐꯪꯒꯅꯤ ꯍꯥꯏꯅ ꯑꯁꯥ ꯇꯧꯔꯕꯗꯤ ꯃꯔꯨ ꯑꯣꯏꯅ ꯂꯧꯒꯗꯕꯅꯤ꯫ ꯏꯀꯣꯂꯣꯖꯤꯀꯦꯜ, ꯏꯀꯣꯅꯣꯃꯤꯛ, ꯅꯠꯔꯒ ꯁꯣꯁꯤꯌꯦꯜ ꯃꯔꯝꯁꯤꯡ ꯑꯣꯏꯔꯕꯁꯨ, ꯑꯩꯈꯣꯌꯅ ꯇꯨꯡ ꯀꯣꯏꯅ ꯆꯠꯀꯗꯕ ꯇꯨꯡꯂꯝꯆꯠ ꯑꯃꯒꯤ ꯃꯥꯏꯀꯩꯗ ꯊꯕꯛ ꯇꯧꯕ ꯑꯁꯤ ꯌꯥꯝꯅ ꯃꯔꯨ ꯑꯣꯏ꯫